ꯋꯤꯀꯤꯄꯤꯗꯤꯌꯥꯒꯤ ꯃꯇꯨꯡ ꯏꯟꯅ "ꯏꯄꯤꯗꯦꯃꯤꯛ" ꯍꯥꯏꯕꯁꯤ ꯀꯔꯤꯅꯣ ꯍꯥꯌꯕꯗꯨ ꯁꯟꯗꯣꯛꯅꯥ ꯇꯥꯛꯄꯤꯌꯨ꯫ ꯋꯤꯀꯤꯄꯤꯗꯤꯌꯥꯒꯤ ꯃꯇꯨꯡ ꯏꯟꯅ ꯂꯥꯏꯆꯠ ꯍꯥꯢꯕꯁꯤ ꯑꯇꯦꯟꯕ ꯃꯇꯝꯒꯤ ꯃꯅꯨꯡꯗ ꯃꯤꯑꯣꯏ ꯃꯁꯤꯡ ꯌꯥꯝꯅ ꯂꯧꯅꯒꯟꯕ ꯂꯥꯢꯅ ꯑꯃ ꯌꯥꯝꯅ ꯊꯨꯅꯥ ꯁꯟꯗꯣꯔꯛꯄꯅꯤ꯫ ꯃꯁꯤꯅ ꯑꯀꯛꯅꯕ ꯃꯤꯁꯤꯡ ꯅꯠꯇ꯭ꯔꯒ ꯂꯝꯗꯝ ꯑꯃꯗ ꯅꯣꯔꯃꯦꯜ ꯑꯣꯏꯅ ꯊꯥꯖꯕꯗꯒꯤ ꯍꯦꯟꯅ ꯋꯥꯡꯕ ꯂꯥꯢꯅ ꯅꯠꯇ꯭ꯔꯒ ꯑꯅꯥꯕ ꯑꯃ ꯂꯥꯛꯄꯕꯨꯁꯨ ꯈꯪꯍꯟꯕ ꯌꯥꯏ꯫ ꯂꯥꯏꯆꯠ ꯑꯁꯤ ꯇꯣꯉꯥꯟ-ꯇꯣꯉꯥꯟꯕ ꯃꯔꯝꯁꯤꯡꯗꯒꯤ ꯂꯥꯛꯄꯥ ꯌꯥꯏ ꯃꯗꯨꯒꯤ ꯃꯅꯨꯡꯗ ꯑꯀꯣꯏꯕꯗ ꯑꯍꯣꯡꯕꯥ ꯂꯥꯛꯄ ꯃꯤꯁꯤꯡ ꯍꯦꯟꯒꯠꯂꯛꯄ ꯅꯠꯇ꯭ꯔꯒ ꯄꯦꯊꯣꯖꯦꯟ ꯃꯁꯥꯃꯛꯀꯤ ꯖꯤꯅꯦꯇꯤꯛ ꯑꯣꯏꯕ ꯑꯍꯣꯡꯕ ꯑꯁꯤꯅꯆꯤꯡꯕ ꯌꯥꯎꯏ꯫ ꯂꯥꯏꯆꯠꯁꯤꯡ ꯀꯟꯇ꯭ꯔꯣꯜ ꯇꯧꯅꯕꯒꯤ ꯍꯦꯟꯅ ꯑꯐꯕ ꯑꯣꯏꯕ ꯈꯣꯡꯊꯥꯡꯁꯤꯡꯒꯤ ꯃꯅꯨꯡꯗ ꯁꯣꯛꯑꯒ ꯅꯔꯒ ꯂꯩꯔꯕ ꯃꯤꯑꯣꯏꯁꯤꯡ ꯃꯁꯛ ꯈꯪꯗꯣꯛꯄ ꯑꯃꯁꯨꯡ ꯇꯣꯉꯥꯟꯅ ꯊꯝꯕ, ꯑꯅꯥꯕꯁꯤꯡꯒ ꯁꯣꯛꯅ ꯁꯝꯅꯔꯝꯕ ꯃꯤꯁꯤꯡ ꯈꯪꯗꯣꯛꯄ ꯑꯃꯁꯨꯡ ꯇꯤꯀꯥ ꯊꯥꯕꯒꯤ ꯈꯣꯡꯖꯪꯁꯤꯡ ꯌꯥꯎꯔꯤ꯫ ꯑꯥꯔꯇꯤꯐꯤꯁꯤꯑꯦꯜ ꯏꯟꯇꯤꯂꯤꯖꯦꯟꯁ ꯍꯦꯟꯒꯠꯂꯛꯄꯒ ꯃꯔꯤ ꯂꯩꯅꯕ ꯑꯣꯏꯕꯥ ꯐꯜ ꯃꯉꯥꯒꯤ ꯂꯤꯁ꯭ꯠ ꯑꯃꯥ ꯁꯦꯝꯕꯥ꯫ ꯍꯦꯟꯅ ꯐꯒꯠꯍꯟꯕꯥ: ꯑꯥꯔꯇꯤꯐꯤꯁꯤꯑꯦꯜ ꯏꯟꯇꯤꯂꯤꯖꯦꯟꯁꯅ ꯇꯣꯉꯥꯟ ꯇꯣꯉꯥꯟꯕ ꯕꯤꯖꯤꯅꯦꯁ ꯄ꯭ꯔꯣꯁꯦꯁꯁꯤꯡ ꯁꯇ꯭ꯔꯤꯝꯂꯥꯏꯟ ꯑꯃꯁꯨꯡ ꯑꯣꯇꯣꯃꯦꯠ ꯇꯧꯕꯥ ꯉꯝꯃꯤ ꯃꯁꯤꯅ ꯑꯁꯣꯏꯕ ꯍꯟꯊꯍꯟꯕ ꯑꯃꯁꯨꯡ ꯍꯦꯟꯅ ꯐꯒꯠꯍꯟꯕ ꯉꯝꯃꯤ ꯑꯔꯣꯏꯕꯗ ꯃꯇꯝ ꯀꯟꯕ ꯉꯝꯃꯤ ꯑꯃꯁꯨꯡ ꯃꯃꯜ ꯍꯟꯊꯍꯜꯂꯤ꯫ ꯍꯛꯆꯥꯡ ꯐꯒꯠꯍꯟꯕꯥ: ꯑꯥꯔꯇꯤꯐꯤꯁꯤꯑꯦꯜ ꯏꯟꯇꯤꯂꯤꯖꯦꯟꯁ ꯃꯦꯗꯤꯀꯦꯜ ꯗꯥꯏꯒ꯭ꯅꯣꯁꯤꯁ ꯑꯃꯁꯨꯡ ꯂꯥꯌꯦꯡ ꯍꯦꯟꯒꯠꯍꯟꯕꯗ ꯃꯇꯦꯡ ꯄꯥꯡꯕ ꯉꯝꯒꯅꯤ ꯗꯣꯛꯇꯔꯁꯤꯡꯗ ꯍꯦꯟꯅ ꯋꯥꯈꯜ ꯇꯥꯕ ꯗꯦꯇꯥ ꯄꯤꯕꯥ ꯉꯝꯒꯅꯤ ꯑꯃꯁꯨꯡ ꯑꯅꯥꯕꯁꯤꯡꯒꯤ ꯐꯜꯁꯤꯡꯒꯤ ꯃꯇꯥꯡꯗ ꯍꯦꯟꯅ ꯑꯆꯨꯝꯕ ꯑꯣꯏꯔꯛꯄ ꯌꯥꯕ ꯍꯥꯏꯕꯗ ꯃꯇꯦꯡ ꯄꯥꯡꯕ ꯉꯝꯒꯅꯤ꯫ ꯈꯨꯗꯣꯡꯆꯥꯕ ꯍꯦꯟꯒꯠꯍꯟꯕ: ꯑꯥꯔꯇꯤꯐꯤꯁꯤꯑꯦꯜ ꯏꯟꯇꯤꯂꯤꯖꯦꯟꯁ ꯅ ꯈꯨꯗꯣꯡꯊꯤꯅꯤꯡꯉꯥꯏ ꯑꯣꯏꯕ ꯊꯕꯛꯁꯤꯡ ꯍꯥꯢꯕꯗꯤ ꯑꯀꯟꯕ ꯃꯦꯁꯤꯅꯔꯤꯒ ꯂꯣꯢꯅꯅ ꯊꯕꯛ ꯇꯧꯕ ꯅꯠꯇ꯭ꯔꯒ ꯑꯔꯨꯕ ꯑꯆꯧꯕꯥ ꯁꯤꯁꯇꯦꯝꯁꯤꯡ ꯌꯥꯅꯕ ꯇꯧꯕ ꯑꯁꯤꯅꯆꯤꯡꯕꯗ ꯃꯤꯑꯣꯏꯕꯒꯤ ꯑꯁꯣꯏꯕ ꯊꯣꯛꯄꯒꯤ ꯑꯣꯏꯊꯣꯛꯄ ꯍꯟꯊꯍꯟꯕ ꯉꯝꯒꯅꯤ꯫ ꯔꯤꯁꯔꯆꯇꯥ ꯑꯍꯣꯡꯕꯥ ꯄꯨꯔꯛꯄꯥ: ꯑꯥꯔꯇꯤꯐꯤꯁꯤꯑꯦꯜ ꯏꯟꯇꯤꯂꯤꯖꯦꯟꯁ ꯅꯥ ꯌꯥꯝꯅ ꯊꯨꯅꯥ ꯑꯆꯧꯕꯥ ꯗꯦꯇꯥ ꯄ꯭ꯔꯣꯁꯦꯁ ꯇꯧꯕꯥ ꯉꯝꯃꯤ ꯃꯁꯤꯅ ꯃꯦꯗꯤꯀꯦꯜ ꯔꯤꯁꯔꯆ, ꯏꯟꯖꯤꯅꯤꯌꯔꯤꯡ ꯑꯃꯁꯨꯡ ꯑꯦꯁꯇ꯭ꯔꯣꯐꯤꯖꯤꯛꯁꯒꯨꯝꯕꯥ ꯇꯣꯉꯥꯟ ꯇꯣꯉꯥꯟꯕ ꯏꯟꯗꯁꯇ꯭ꯔꯤꯁꯤꯡꯗ ꯍꯦꯟꯅ ꯑꯔꯊ ꯂꯩꯕ ꯄꯨꯊꯣꯛꯄ ꯑꯃꯁꯨꯡ ꯑꯅꯧꯕꯁꯤꯡ ꯑꯣꯏꯕ ꯌꯥꯍꯜꯂꯤ꯫ ꯀꯦꯔꯤꯌꯔꯒꯤ ꯂꯝꯕꯤ ꯑꯃꯥ ꯄꯤꯌꯨ꯫ ꯑꯩꯍꯥꯛ ꯍꯛꯆꯥꯡꯒꯤ ꯆꯦꯛꯁꯤꯟ ꯊꯧꯔꯥꯡꯗ ꯄꯨꯛꯅꯤꯡ ꯆꯪꯂꯤ꯫ ꯀꯔꯤꯒꯨꯝꯕꯥ ꯅꯍꯥꯛꯅ ꯍꯛꯆꯥꯡꯒꯤ ꯀꯦꯔꯤꯌꯔ ꯑꯃ ꯂꯧꯕꯥ ꯄꯥꯝꯂꯕꯗꯤ ꯅꯍꯥꯛꯀꯤ ꯊꯋꯥꯏ ꯌꯥꯎꯕ, ꯈꯪꯕ ꯍꯩꯕ ꯑꯃꯁꯨꯡ ꯃꯍꯩꯒꯤ ꯃꯇꯨꯡ ꯏꯟꯅ ꯅꯍꯥꯛꯅ ꯂꯧꯕ ꯌꯥꯕ ꯂꯝꯕꯤ ꯀꯌꯥ ꯂꯩ꯫ ꯈꯟꯅꯒꯗꯕ ꯑꯣꯏꯊꯣꯛꯄ ꯌꯥꯕ ꯊꯧꯗꯥꯡ ꯈꯔꯗꯤ ꯗꯣꯛꯇꯔ, ꯅꯔꯁ, ꯐꯤꯖꯤꯁꯤꯌꯥꯟꯒꯤ ꯑꯦꯁꯤꯁ꯭ꯇꯦꯟꯇ, ꯃꯦꯗꯤꯀꯦꯜ ꯇꯦꯛꯅꯤꯁꯤꯌꯟ ꯅꯠꯇ꯭ꯔꯒ ꯍꯦꯂꯊꯀꯦꯌꯔ ꯑꯦꯗꯃꯤꯅꯤꯁ꯭ꯠꯔꯦꯇꯔ ꯑꯃ ꯑꯣꯏꯕ ꯑꯁꯤꯅꯤ꯫ ꯗꯣꯛꯇꯔ ꯅꯠꯇ꯭ꯔꯒ ꯅꯔꯁ ꯑꯃ ꯑꯣꯏꯅꯕꯒꯤꯗꯃꯛ ꯅꯍꯥꯛꯅ ꯃꯦꯗꯤꯀꯦꯜ ꯅꯠꯇ꯭ꯔꯒ ꯅꯔꯁꯤꯡ ꯁ꯭ꯀꯨꯜꯗ ꯇꯝꯕ ꯑꯃꯁꯨꯡ ꯔꯦꯁꯤꯗꯦꯟꯁꯤ ꯅꯠꯇ꯭ꯔꯒ ꯀ꯭ꯂꯤꯅꯤꯀꯦꯜ ꯇ꯭ꯔꯦꯅꯤꯡ ꯃꯄꯨꯡ ꯐꯥꯍꯟꯕ ꯃꯊꯧ ꯇꯥꯏ꯫ ꯐꯤꯖꯤꯁꯤꯌꯟ ꯑꯦꯁꯤꯁ꯭ꯇꯦꯟꯇꯁꯤꯡꯅ ꯃꯍꯧꯁꯥꯅ ꯃꯥꯁꯇꯔ ꯗꯤꯒ꯭ꯔꯤ ꯄ꯭ꯔꯣꯒ꯭ꯔꯥꯝ ꯑꯃ ꯂꯣꯏꯁꯤꯜꯂꯤ ꯑꯃꯁꯨꯡ ꯄ꯭ꯔꯦꯛꯇꯤꯁ ꯇꯧꯅꯕꯒꯤ ꯂꯥꯏꯁꯦꯟꯁ ꯑꯃꯥ ꯂꯧꯒꯗꯕꯅꯤ꯫ ꯍꯦꯜꯊꯀꯦꯌꯔꯒꯤ ꯂꯝꯗ ꯑꯈꯟꯅꯕ ꯇ꯭ꯔꯦꯅꯤꯡ ꯅꯠꯇ꯭ꯔꯒꯥ ꯁꯔꯇꯤꯐꯤꯀꯦꯠ ꯃꯊꯧ ꯇꯥꯕꯥ ꯇꯦꯛꯅꯤꯀꯦꯜꯒꯤ ꯊꯧꯗꯥꯡ ꯀꯌꯥ ꯑꯃꯁꯨ ꯂꯩꯔꯤ ꯃꯈꯣꯢꯁꯤꯡ ꯑꯗꯨꯗꯤ ꯃꯦꯗꯤꯀꯦꯜ ꯂꯦꯕꯣꯔꯦꯇꯔꯤ ꯇꯦꯛꯅꯤꯁꯤꯌꯟꯁꯤꯡ ꯅꯠꯇ꯭ꯔꯒꯥ ꯔꯦꯗꯤꯑꯣꯂꯣꯖꯤꯀꯦꯜ ꯇꯦꯛꯅꯣꯂꯣꯖꯤꯁꯁꯤꯡꯅꯤ꯫ ꯀꯔꯤꯒꯨꯝꯕꯥ ꯅꯍꯥꯛꯅ ꯍꯦꯜꯊꯀꯦꯌꯔꯒꯤ ꯕꯤꯖꯤꯅꯦꯁ ꯅꯠꯇ꯭ꯔꯒꯥ ꯑꯦꯗꯃꯤꯅꯤꯁꯇ꯭ꯔꯦꯇꯤꯕ ꯁꯥꯏꯗꯇꯥ ꯊꯕꯛ ꯇꯧꯕꯥ ꯄꯥꯝꯂꯕꯗꯤ ꯍꯦꯜꯊꯀꯦꯌꯔ ꯑꯦꯗꯃꯤꯅꯤꯁꯇ꯭ꯔꯦꯁꯟ ꯅꯠꯇ꯭ꯔꯒ ꯃꯔꯤ ꯂꯩꯅꯕ ꯂꯝ ꯑꯃꯗ ꯗꯤꯒ꯭ꯔꯤ ꯑꯃꯥ ꯂꯧꯕꯅ ꯅꯍꯥꯛꯄꯨ ꯍꯦꯜꯊꯀꯦꯌꯔ ꯃꯦꯅꯦꯖꯔ ꯅꯠꯇ꯭ꯔꯒꯥ ꯑꯦꯗꯃꯤꯅꯤꯁꯇ꯭ꯔꯦꯇꯔꯒꯨꯝꯕ ꯊꯧꯗꯥꯡꯁꯤꯡꯒꯤꯗꯃꯛ ꯁꯦꯝ ꯁꯥꯕꯗ ꯃꯇꯦꯡ ꯄꯥꯡꯒꯅꯤ꯫ ꯑꯔꯣꯏꯕꯗ ꯍꯦꯜꯊꯀꯦꯌꯔꯒꯤ ꯂꯝ ꯑꯁꯤ ꯄꯥꯛ ꯆꯥꯎꯏ ꯑꯃꯁꯨꯡ ꯑꯇꯣꯞꯄꯁꯤꯡꯒꯤ ꯄꯨꯟꯁꯤꯗ ꯑꯍꯣꯡꯕ ꯑꯃ ꯄꯨꯔꯛꯄ ꯄꯥꯝꯂꯤꯕꯁꯤꯡꯒꯤꯗꯃꯛꯇ ꯈꯨꯗꯣꯡꯆꯥꯕ ꯀꯌꯥ ꯑꯃ ꯄꯤꯔꯤ꯫ ꯑꯗꯣꯝꯒꯤꯗꯃꯛꯇ ꯈ꯭ꯋꯥꯏꯗꯒꯤ ꯐꯕꯥ ꯑꯗꯨ ꯊꯤꯅꯕ ꯃꯇꯝ ꯂꯧꯗꯨꯅꯥ ꯔꯤꯁꯔꯆ ꯇꯧꯕꯥ ꯑꯃꯁꯨꯡ ꯂꯩꯔꯤꯕꯥ ꯇꯣꯉꯥꯟ ꯇꯣꯉꯥꯟꯕ ꯀꯦꯔꯤꯌꯔꯒꯤ ꯂꯝꯕꯤꯁꯤꯡ ꯊꯤꯖꯤꯟꯕ ꯑꯁꯤ ꯌꯥꯝꯅ ꯃꯔꯨꯑꯣꯏ꯫